ꯑꯦꯁ. ꯑꯦ. ꯗꯥ ꯂꯩꯕ ꯗꯤꯖꯥꯏꯟ ꯑꯁꯤꯅ ꯀꯥꯔꯗꯀꯤ ꯃꯊꯛꯇ ꯃꯁꯛ ꯊꯣꯛꯄꯥ ꯃꯐꯝ ꯑꯃꯗ ꯇꯦꯛꯁ ꯑꯦꯀꯥꯎꯟꯇꯦꯟꯇꯀꯤ ꯃꯃꯤꯡ ꯑꯃꯁꯨꯡ ꯇꯥꯏꯇꯜ ꯌꯥꯎꯔꯤ, ꯃꯗꯨꯒꯤ ꯃꯇꯨꯡꯗ ꯌꯥꯎꯔꯤ꯫ ꯃꯈꯣꯏꯒꯤ ꯕꯤꯖꯤꯅꯦꯁꯀꯤ ꯃꯃꯤꯡꯗꯥ ꯊꯣꯟꯈꯤ꯫ ꯀꯟꯇꯦꯛꯇ ꯏꯟꯐꯣꯔꯃꯦꯁꯟ ꯑꯁꯤ ꯃꯈꯥꯗ ꯄꯤꯔꯤ ꯃꯔꯝ ꯑꯗꯨꯅ ꯒꯦꯏꯇꯂꯥꯏꯟꯇꯁꯤꯡꯅ ꯐꯖꯅ ꯄꯥꯕ ꯌꯥꯏ꯫ ꯀꯥꯔꯗꯀꯤ ꯃꯇꯨꯡꯗꯥ ꯄꯤꯔꯤꯕ ꯁꯔꯚꯤꯁꯁꯤꯡꯒꯤ ꯑꯀꯨꯞꯄꯥ ꯂꯤꯁ ꯑꯃ ꯌꯥꯎꯏ, ꯑꯃꯁꯨꯡ ꯃꯁꯤꯒꯥ ꯂꯣꯏꯅꯅꯥ ꯕꯤꯖꯤꯅꯦꯁꯀꯤ ꯐꯤꯖꯤꯀꯦꯜ ꯑꯦꯗ꯭ꯔꯦꯁꯁꯨ ꯌꯥꯎꯏ꯫ ꯗꯤꯖꯥꯏꯟ ꯑꯗꯨꯗ ꯒ꯭ꯔꯤꯟ ꯅꯠꯇꯔꯒ ꯕ꯭ꯂꯨꯒꯨꯝꯕꯥ ꯃꯔꯤ ꯂꯩꯅꯕꯥ ꯃꯆꯨꯒꯤ ꯁ꯭ꯀꯤꯝ ꯑꯃꯥ ꯁꯤꯖꯤꯟꯅꯗꯨꯅꯥ, ꯑꯃꯁꯨꯡ ꯑꯦꯀꯥꯎꯟꯇꯤꯡ ꯏꯟꯗꯁ꯭ꯇꯔꯤꯒꯥ ꯃꯔꯤ ꯂꯩꯅꯕ ꯁꯦꯟꯐꯝ ꯅꯠꯇꯔꯒ ꯅꯝꯕꯔꯁꯤꯡꯒꯤ ꯏꯆꯝ ꯆꯝꯕꯥ ꯒ꯭ꯔꯥꯐꯤꯛꯁꯁꯤꯡ ꯌꯥꯎꯍꯟꯗꯨꯅꯥ ꯗꯤꯖꯥꯏꯟ ꯑꯁꯤ ꯍꯦꯒꯠꯍꯟꯕꯥ ꯌꯥꯏ꯫। ꯀ꯭ꯂꯥꯎꯗ ꯀꯝꯄꯌꯨꯇꯤꯡꯒꯤ ꯀꯥꯟꯅꯕꯁꯤꯡ ꯑꯗꯨ ꯄꯣꯏꯟꯇ ꯑꯍꯨꯝꯗꯥ ꯐꯣꯡꯗꯣꯛꯄꯤꯌꯨ꯫ ꯁ꯭ꯀꯦꯂꯦꯕꯤꯂꯤꯇꯤ: ꯀ꯭ꯂꯥꯎꯗ ꯀꯝꯄꯌꯨꯇꯤꯡꯅ ꯕꯤꯖꯤꯅꯦꯁꯁꯤꯡꯅ ꯃꯈꯣꯏꯒꯤ ꯗꯔꯀꯥꯔ ꯑꯣꯏꯕꯁꯤꯡꯒꯤ ꯃꯇꯨꯡ ꯏꯟꯅꯥ ꯀꯝꯄꯌꯨꯇꯤꯡ ꯔꯤꯁꯣꯔꯁꯁꯤꯡ ꯌꯥꯝꯅ ꯂꯥꯏꯅ ꯋꯥꯡꯈꯠꯄꯥ ꯅꯠꯇꯔꯒ ꯍꯟꯊꯍꯟꯕꯥ ꯉꯝꯍꯜꯂꯤ꯫ ꯃꯁꯤꯅ ꯇꯥꯛꯄꯗꯤ ꯃꯈꯣꯏꯅꯥ ꯗꯤꯃꯥꯟꯗ ꯍꯦꯒꯠꯂꯛꯄꯥ ꯃꯇꯝꯗ ꯌꯥꯝꯅ ꯊꯨꯅꯥ ꯔꯤꯁꯣꯔꯁ ꯍꯦꯟꯅꯥ ꯍꯥꯞꯆꯤꯟꯕ ꯉꯝꯒꯅꯤ, ꯅꯠꯇꯔꯒ ꯗꯤꯃꯥꯟꯗ ꯍꯟꯊꯔꯛꯄꯥ ꯃꯇꯝꯗ ꯔꯤꯁꯣꯔꯁ ꯍꯟꯊꯍꯟꯕꯥ ꯉꯝꯒꯅꯤ, ꯃꯃꯜ ꯌꯥꯝꯂꯕ ꯍꯥꯔꯗꯋꯦꯌꯔ ꯑꯃꯁꯨꯡ ꯏꯟꯐ꯭ꯔꯥꯁ꯭ꯇꯔꯛꯆꯔꯗꯥ ꯁꯦꯜ ꯊꯥꯗꯕ ꯃꯊꯧ ꯇꯥꯗꯦ꯫ ꯃꯃꯜ ꯍꯣꯡꯕꯥ: ꯀ꯭ꯂꯥꯎꯗ ꯀꯝꯄꯌꯨꯇꯤꯡ ꯑꯁꯤ ꯑꯌꯥꯝꯕꯅ ꯇ꯭ꯔꯦꯗꯤꯁ꯭ꯅꯦꯜ ꯑꯥꯏ. ꯇꯤ. ꯒꯤ ꯁꯣꯂꯨꯁꯟꯁꯤꯡꯗꯒꯤ ꯍꯦꯟꯅꯥ ꯃꯃꯜ ꯍꯣꯡꯕꯥ ꯑꯣꯏ, ꯃꯔꯝꯗꯤ ꯃꯁꯤꯅꯥ ꯃꯍꯧꯁꯥꯅ ꯄꯦ-ꯑꯦꯖ-ꯌꯨ-ꯒꯣ ꯄ꯭ꯔꯥꯏꯁꯤꯡ ꯃꯣꯗꯦꯜ ꯑꯃ ꯇꯨꯡ ꯏꯟꯗꯨꯅꯥ ꯆꯠꯂꯤ꯫ ꯃꯁꯤꯅ ꯇꯥꯛꯄꯗꯤ ꯕꯤꯖꯤꯅꯦꯁꯁꯤꯡꯅꯥ ꯃꯈꯣꯏꯅꯥ ꯁꯤꯖꯤꯟꯅꯔꯤꯕ ꯔꯤꯁꯣꯔꯁꯁꯤꯡ ꯈꯛꯇꯗꯥ ꯁꯦꯜ ꯄꯤꯔꯤ, ꯑꯃꯁꯨꯡ ꯍꯥꯔꯗꯋꯦꯌꯔ ꯑꯃꯁꯨꯡ ꯏꯟꯐ꯭ꯔꯥꯁ꯭ꯇꯔꯛꯆꯔꯗꯥ ꯑꯆꯧꯕ ꯑꯞꯐ꯭ꯔꯟꯇ ꯏꯟꯚꯦꯁꯃꯦꯟꯇꯁꯤꯡ ꯇꯧꯕ ꯃꯊꯧ ꯇꯥꯗꯦ꯫ ꯑꯦꯛꯁꯦꯁꯤꯕꯤꯂꯤꯇꯤ ꯑꯃꯁꯨꯡ ꯀꯣꯂꯥꯕꯣꯔꯦꯁꯟ: ꯀ꯭ꯂꯥꯎꯗ ꯀꯝꯄꯌꯨꯇꯤꯡꯒꯥ ꯂꯣꯏꯅꯅꯥ, ꯗꯇꯥ ꯑꯃꯁꯨꯡ ꯑꯦꯄꯂꯤꯀꯦꯁꯟꯁꯤꯡ ꯑꯁꯤ ꯃꯐꯝ ꯑꯃꯍꯦꯛꯇꯗꯒꯤ ꯏꯟꯇꯔꯅꯦꯠ ꯀꯅꯦꯛꯁꯟ ꯑꯃꯒ ꯂꯣꯏꯅꯅꯥ ꯑꯦꯛꯆꯦꯁ ꯇꯧꯕ ꯌꯥꯏ꯫ ꯃꯁꯤꯅꯥ ꯏꯝꯄꯂꯣꯌꯤꯁꯤꯡꯅꯥ ꯔꯤꯃꯣꯠ ꯑꯣꯏꯅ ꯊꯕꯛ ꯇꯧꯕ ꯅꯠꯇꯔꯒ ꯇꯣꯉꯥꯟ-ꯇꯣꯉꯥꯟꯕ ꯃꯐꯝꯁꯤꯡꯗ ꯂꯩꯕ ꯃꯔꯨꯞꯁꯤꯡꯒ ꯄꯨꯟꯅꯥ ꯊꯕꯛ ꯇꯧꯃꯤꯟꯅꯕꯗꯥ ꯂꯥꯏꯍꯜꯂꯤ꯫ ꯃꯁꯤꯒꯤ ꯃꯊꯛꯇ, ꯀ꯭ꯂꯥꯎꯗ ꯁꯔꯚꯤꯁ ꯄ꯭ꯔꯣꯚꯥꯏꯗꯔꯁꯤꯡꯅ ꯃꯍꯧꯁꯥꯅ ꯔꯣꯕꯁ ꯕꯦꯛꯑꯞ ꯑꯃꯁꯨꯡ ꯗꯤꯖꯥꯁ꯭ꯇꯔ ꯔꯤꯀꯣꯚꯔꯤ ꯁꯣꯂꯨꯁꯟꯁꯤꯡ ꯄꯤ, ꯃꯗꯨꯅꯥ ꯁꯤꯁ꯭ꯇꯦꯝ ꯑꯃ ꯁꯣꯛꯄ ꯅꯠꯇꯔꯒ ꯗꯇꯥ ꯃꯥꯡꯈꯤꯕꯥ ꯃꯇꯝꯗꯥ ꯕꯤꯖꯤꯅꯦꯁ ꯀꯟꯇꯤꯅꯌꯨꯇꯤ ꯁꯣꯏꯗꯅ ꯂꯩꯍꯟꯕꯗ ꯃꯇꯦꯡ ꯄꯥꯡꯏ꯫ ꯃꯁꯤ ꯃꯈꯥꯒꯤ ꯋꯥꯍꯩ ꯑꯁꯤ ꯐꯤꯛꯁꯟ ꯅꯠꯇꯔꯒ ꯅꯟ-ꯐꯤꯛꯁꯟ ꯍꯥꯏꯅ ꯀ꯭ꯂꯥꯁꯤꯐꯥꯏ ꯇꯧꯕꯤꯌꯨ: ꯖꯣꯟꯗ ꯉꯥ ꯈꯔꯥ ꯂꯧꯅꯕ ꯁ꯭ꯇꯣꯔꯗꯥ ꯂꯥꯛꯈꯤ, ꯑꯗꯨꯕꯨ ꯃꯗꯨ ꯊꯤꯡꯖꯤꯟꯈꯤ꯫ ꯑꯩꯅ ꯋꯥꯍꯩ ꯑꯁꯤꯕꯨ ꯐꯤꯛꯁꯟ ꯅꯠꯇꯔꯒ ꯅꯟ-ꯐꯤꯛꯁꯟ ꯍꯥꯏꯅ ꯑꯆꯨꯝꯕ ꯃꯑꯣꯡꯗ ꯀ꯭ꯂꯥꯁꯤꯐꯥꯏ ꯇꯧꯕ ꯉꯝꯗꯦ ꯃꯔꯝꯗꯤ ꯃꯁꯤꯒꯤ ꯃꯑꯣꯡ ꯃꯇꯧ ꯑꯁꯤ ꯂꯦꯞꯊꯣꯛꯅꯕ ꯀꯟꯇꯦꯛꯁ ꯅꯠꯇꯔꯒ ꯏꯟꯐꯣꯔꯃꯦꯁꯟ ꯃꯇꯤꯛ ꯆꯥꯅ ꯄꯤꯕ ꯉꯝꯗꯦ꯫ ꯂꯥꯁ ꯚꯦꯒꯥꯁ ꯅꯨꯃꯤꯠ ꯃꯉꯥ ꯅꯤꯒꯤ ꯈꯣꯡꯆꯠꯀꯤꯗꯃꯛ ꯇ꯭ꯔꯥꯚꯦꯜ ꯑꯥꯏꯇꯤꯅꯦꯔꯦꯔꯤ ꯑꯃ ꯁꯦꯝꯃꯨ꯫ ꯅꯠꯇꯔꯒ ꯍꯦꯂꯤꯀꯣꯞꯇꯔ ꯇꯨꯔ ꯒ꯭ꯔꯦꯟꯗ ꯀꯦꯅꯤꯌꯒꯤ ꯋꯦꯁ꯭ꯠ ꯔꯤꯝ ꯅꯠꯇꯔꯒ ꯁꯥꯎ ꯔꯤꯝꯗꯥ ꯆꯠꯂꯨ ꯑꯃꯁꯨꯡ ꯊꯋꯥꯏ ꯌꯥꯎꯕ ꯃꯤꯠꯌꯦꯡꯁꯤꯡ ꯌꯦꯡꯕꯤꯌꯨ ꯇ꯭ꯔꯦꯜ ꯀꯌꯥꯒꯤ ꯃꯅꯨꯡꯗꯥ ꯑꯃꯗꯥ ꯍꯥꯏꯀꯤꯡ ꯇꯧꯕꯤꯌꯨ, ꯅꯠꯇꯔꯒ ꯀꯦꯅꯤꯌꯟ ꯑꯁꯤꯒꯤ ꯄꯨꯋꯥꯔꯤ ꯑꯃꯁꯨꯡ ꯖꯤꯑꯣꯂꯣꯖꯤꯒꯤ ꯃꯇꯥꯡꯗ ꯍꯦꯟꯅꯥ ꯈꯪꯅꯕꯥ ꯒꯥꯏꯗ ꯇꯨꯔ ꯑꯃꯗꯥ ꯆꯠꯄꯤꯌꯨ ꯅꯨꯃꯤꯗꯥꯡ ꯋꯥꯏꯔꯝꯗ ꯅꯨꯃꯤꯗꯥꯡꯒꯤ ꯄꯨꯟꯁꯤ ꯈꯔꯒꯤꯗꯃꯛ ꯂꯥꯁ ꯚꯦꯒꯥꯁꯇ ꯍꯜꯂꯛꯎ ꯅꯨꯃꯤꯠ ꯑꯍꯨꯝ ꯁꯣ ꯑꯃꯁꯨꯡ ꯅꯨꯡꯉꯥꯏꯕ ꯁ꯭ꯇꯔꯤꯞꯇꯥ ꯂꯩꯕ ꯑꯉꯛꯄꯥ ꯁꯣ ꯀꯌꯥꯒꯤ ꯃꯅꯨꯡꯗꯥ ꯑꯃꯗ ꯆꯠꯂꯨ, ꯃꯗꯨꯗꯤ ꯁꯔꯛ ꯗꯨ ꯁꯣꯂꯣꯒꯤ ꯄꯔꯐꯣꯃꯦꯟꯁ, ꯃꯦꯖꯤꯛ ꯁꯣ, ꯅꯠꯇꯔꯒ ꯀꯟꯁꯔꯠ ꯀꯦꯁꯤꯅꯣ ꯑꯃꯗ ꯅꯍꯥꯛꯀꯤ ꯂꯛꯁ꯭ꯃꯤ꯫